ꯑꯀꯛꯅꯕ ꯑꯥꯔꯠꯀꯤ ꯋꯥꯔꯛ ꯑꯃꯒꯤ ꯀꯂꯆꯔꯦꯜ ꯏꯝꯄꯦꯛꯇ ꯑꯗꯨ ꯐꯣꯡꯗꯣꯛꯎ꯫ ꯃꯣꯅꯥ ꯂꯤꯁꯥ ꯍꯥꯏꯅ ꯈꯪꯅꯕ ꯑꯁꯤ ꯇꯔꯥꯇꯔꯨꯛꯁꯨꯕ ꯆꯍꯤꯆꯥꯒꯤ ꯑꯍꯥꯟꯕ ꯁꯔꯨꯛꯇ ꯔꯦꯅꯦꯁꯥꯟꯁꯀꯤ ꯃꯇꯝꯗ ꯂꯤꯑꯣꯅꯥꯔꯗꯣ ꯗ ꯚꯤꯟꯁꯤꯅ ꯌꯦꯛꯈꯤꯕ ꯄꯦꯟꯇꯤꯡ ꯑꯃꯅꯤ꯫ ꯃꯁꯤ ꯅꯨꯄꯤ ꯑꯃꯒꯤ ꯃꯁꯛ ꯇꯥꯛꯄꯅꯤ, ꯃꯍꯥꯛꯀꯤ ꯃꯁꯛ ꯑꯗꯨ ꯍꯧꯖꯤꯛꯁꯨ ꯋꯥꯔꯤ ꯁꯥꯅꯕꯒꯤ ꯍꯤꯔꯝ ꯑꯃ ꯑꯣꯏꯔꯤ ꯑꯃꯁꯨꯡ ꯃꯍꯥꯛꯄꯨ ꯐꯝꯗꯨꯅ ꯂꯩꯔꯤ, ꯈꯔ ꯃꯤꯠꯀꯨꯞ ꯅꯥꯍꯨꯝ ꯁꯤꯡꯅ ꯂꯩꯕ ꯑꯃꯁꯨꯡ ꯊꯋꯥꯏ ꯌꯥꯎꯕ ꯃꯤꯠꯌꯦꯡ ꯑꯃꯒ ꯂꯣꯏꯅꯅ ꯎꯠꯂꯤ꯫ ꯄꯦꯟꯇꯤꯡ ꯑꯁꯤ ꯀꯌꯥ ꯑꯃꯅ ꯃꯥꯁꯇꯔꯄꯤꯁ ꯑꯃꯅꯤ ꯍꯥꯏꯅ ꯂꯧꯅꯩ ꯑꯃꯁꯨꯡ ꯃꯥꯂꯦꯝꯗ ꯈ꯭ꯋꯥꯏꯗꯒꯤ ꯃꯃꯤꯡ ꯆꯠꯄ ꯑꯥꯔꯠꯀꯤ ꯋꯥꯔꯤꯁꯤꯡꯒꯤ ꯃꯅꯨꯡꯗ ꯑꯃꯅꯤ꯫ ꯃꯣꯅꯥꯂꯤꯁꯥꯒꯤ ꯀꯜꯆꯔꯦꯜ ꯏꯝꯄꯦꯛꯇ ꯑꯁꯤ ꯌꯥꯝꯅ ꯆꯥꯎꯏ꯫ ꯃꯁꯤꯅ ꯃꯁꯤꯡ ꯊꯤꯉꯝꯗ꯭ꯔꯕ ꯑꯥꯔꯇꯤꯁ꯭ꯠꯁꯤꯡ, ꯀꯕꯤꯁꯤꯡ ꯑꯃꯁꯨꯡ ꯑꯏꯕꯁꯤꯡꯗ ꯏꯊꯤꯜ ꯄꯤꯈꯤ ꯑꯃꯁꯨꯡ ꯑꯆꯧꯕ ꯃꯑꯣꯡꯗ ꯔꯦꯐꯔꯦꯟꯁ ꯇꯧꯈꯤ, ꯄꯦꯔꯣꯗꯤ ꯇꯧꯈꯤ ꯑꯃꯁꯨꯡ ꯑꯃꯨꯛ ꯍꯟꯅ ꯄꯨꯊꯣꯛꯈꯤ꯫ ꯄꯦꯟꯇꯤꯡ ꯑꯁꯤꯒꯤ ꯊꯣꯏꯗꯣꯛꯄ ꯍꯤꯔꯝ ꯑꯃꯁꯨꯡ ꯃꯍꯥꯛꯀꯤ ꯃꯃꯤꯡ ꯂꯩꯔꯕ ꯃꯤꯠꯌꯦꯡ ꯑꯁꯤꯅ ꯆꯍꯤ ꯂꯤꯁꯤꯡ ꯀꯌꯥ ꯌꯦꯡꯂꯤꯕꯁꯤꯡꯕꯨ ꯃꯤꯠꯌꯦꯡ ꯊꯝꯗꯨꯅ ꯂꯥꯛꯂꯤ ꯑꯃꯁꯨꯡ ꯃꯣꯅꯥ ꯂꯤꯁꯥꯒꯤ ꯊꯧꯅꯥ ꯑꯁꯤ ꯑꯥꯔꯠꯀꯤ ꯃꯥꯂꯦꯝꯗꯒꯤ ꯌꯥꯝꯅ ꯂꯥꯞꯅ ꯂꯩꯔꯛꯂꯤ꯫ ꯃꯍꯥꯛꯀꯤ ꯏꯃꯦꯖ ꯑꯁꯤ ꯀꯜꯆꯔꯦꯜ ꯑꯥꯏꯀꯣꯟ ꯑꯃ ꯑꯣꯏꯔꯦ, ꯇꯤ-ꯁꯥꯔꯇꯇꯒꯤ ꯍꯧꯔꯒ ꯔꯦꯐ꯭ꯔꯤꯖꯔꯦꯇꯔ ꯃꯦꯒ꯭ꯅꯦꯠ ꯐꯥꯎꯕ ꯌꯥꯎꯔꯤ꯫ ꯐꯖꯕ ꯑꯃꯁꯨꯡ ꯅꯨꯄꯤ ꯑꯣꯏꯕꯒꯤ ꯃꯇꯥꯡꯗ ꯑꯩꯈꯣꯏꯒꯤ ꯋꯥꯈꯜꯂꯣꯟꯁꯤꯡ ꯁꯦꯝꯒꯠꯄꯗꯁꯨ ꯃꯣꯅꯥꯂꯤꯁꯥꯅ ꯊꯧꯗꯥꯡ ꯂꯧꯔꯤ꯫ ꯃꯍꯥꯛꯀꯤ ꯅꯤꯡꯊꯤꯖꯔꯕ ꯃꯤꯠꯌꯦꯡ ꯑꯃꯁꯨꯡ ꯈꯔ ꯃꯤꯠ ꯎꯏꯁꯤꯟꯕ ꯑꯁꯤꯅ ꯅꯨꯄꯤꯒꯤ ꯐꯖꯕꯒꯤ ꯋꯥꯈꯜꯂꯣꯟ ꯑꯗꯨ ꯔꯤꯄ꯭ꯔꯖꯦꯟꯇ ꯇꯧꯕ ꯂꯥꯛꯂꯦ ꯑꯃꯁꯨꯡ ꯃꯍꯥꯛꯄꯨ ꯑꯌꯥꯝꯕꯅ ꯊꯧꯖꯥꯜ ꯑꯃꯁꯨꯡ ꯏꯂꯤꯒꯦꯟꯁꯀꯤ ꯈꯨꯗꯝ ꯑꯃ ꯑꯣꯏꯅ ꯊꯝꯂꯤ꯫